ꯃꯣꯗ꯭ꯔꯟ ꯁꯣꯁꯥꯏꯇꯤꯗꯥ ꯐ꯭ꯔꯤꯗꯝ ꯍꯥꯏꯕ ꯋꯥꯍꯩ ꯑꯁꯤꯒꯤ ꯃꯔꯨꯑꯣꯏꯕ ꯑꯗꯨ ꯁꯟꯗꯣꯛꯅ ꯇꯥꯛꯄꯤꯌꯨ꯫ ꯅꯤꯡꯇꯝꯕ ꯑꯁꯤ ꯃꯣꯗ꯭ꯔꯟ ꯁꯣꯁꯥꯏꯇꯤꯗꯥ ꯌꯥꯝꯅ ꯃꯔꯨꯑꯣꯏꯕ ꯚꯦꯂ꯭ꯌꯨ ꯑꯃꯅꯤ, ꯑꯃꯁꯨꯡ ꯃꯤꯌꯥꯝꯅ ꯍꯤꯡꯅꯕꯒꯤ ꯃꯑꯣꯡ ꯑꯃꯁꯨꯡ ꯑꯃꯒꯥ ꯑꯃꯒꯥ ꯂꯣꯏꯅꯅꯥ ꯆꯠꯃꯤꯟꯅꯕꯒꯤ ꯃꯑꯣꯡꯗ ꯑꯆꯧꯕ ꯃꯔꯨꯑꯣꯏꯕ ꯑꯃ ꯂꯩ꯫ ꯑꯌꯥꯝꯕ ꯃꯇꯝꯗ ꯐꯟꯗꯥꯃꯦꯟꯇꯦꯜ ꯍ꯭ꯌꯨꯃꯦꯟ ꯔꯥꯏꯠ ꯑꯃ ꯑꯣꯏꯅ ꯂꯧꯅꯔꯤꯕ ꯐ꯭ꯔꯤꯗꯝ ꯍꯥꯏꯕꯁꯤ ꯀꯅꯥꯒꯨꯝꯕ ꯑꯃꯅ ꯑꯊꯤꯡꯕ ꯅꯠꯇꯔꯒ ꯉꯥꯛꯊꯣꯛꯄ ꯉꯝꯗꯕ ꯃꯑꯣꯡꯗ ꯊꯕꯛ ꯇꯧꯕ, ꯋꯥ ꯉꯥꯡꯕ ꯅꯠꯇꯔꯒ ꯈꯟꯕꯒꯤ ꯁꯛꯇꯤ ꯅꯠꯇꯔꯒ ꯍꯛ ꯑꯗꯨꯕꯨ ꯈꯪꯅꯩ꯫ ꯄꯥꯛ-ꯆꯥꯎꯔꯕ ꯀꯟꯇꯦꯛꯁ ꯑꯃꯗ, ꯐ꯭ꯔꯤꯗꯝ ꯍꯥꯏꯕꯁꯤꯅ ꯗꯤꯁ꯭ꯄꯣꯇꯤꯛ, ꯗꯤꯛꯇꯦꯇꯔꯤꯌꯦꯜ ꯅꯠꯇꯔꯒ ꯐꯣꯔꯦꯟ ꯗꯣꯃꯤꯅꯦꯁꯟꯒꯤ ꯃꯈꯥꯗ ꯂꯩꯕ ꯌꯥꯗꯕ ꯅꯠꯇꯔꯒ ꯃꯤꯑꯣꯏꯕꯅ ꯃꯈꯣꯏ ꯃꯁꯥꯕꯨ ꯃꯄꯨꯡꯐꯥꯅ ꯐꯣꯡꯗꯣꯛꯄ ꯅꯠꯇꯔꯒ ꯃꯈꯣꯏꯒꯤ ꯄꯣꯇꯦꯟꯁꯤꯑꯦꯜ ꯑꯗꯨ ꯐꯪꯕꯗ ꯑꯀꯥꯏꯕ ꯄꯤꯔꯤꯕ ꯑꯣꯄ꯭ꯔꯦꯁꯤꯚ ꯄ꯭ꯔꯦꯛꯇꯤꯁꯁꯤꯡ ꯑꯃꯁꯨꯡ ꯁꯤꯁꯇꯦꯝꯁꯤꯡꯕꯨꯁꯨ ꯈꯪꯍꯟꯕ ꯌꯥꯏ꯫ ꯐ꯭ꯔꯤꯗꯝ ꯑꯁꯤꯅ ꯂꯤꯕꯔꯇꯤꯒꯤ ꯋꯥꯈꯜꯂꯣꯟ ꯑꯅꯤꯃꯛ ꯌꯥꯎꯏ, ꯃꯁꯤꯒ ꯂꯣꯏꯅꯅꯥ ꯑꯦꯖꯦꯟꯁꯤꯒꯤ ꯋꯥꯈꯜꯂꯣꯟ ꯋꯥꯔꯦꯞ ꯂꯧꯕ ꯑꯃꯁꯨꯡ ꯃꯁꯥ ꯃꯊꯟꯇ ꯊꯕꯛ ꯇꯧꯕ ꯉꯝꯕ ꯃꯑꯣꯡ ꯀꯌꯥ ꯑꯃꯗ, ꯅꯤꯡꯇꯝꯕꯒꯤ ꯋꯥꯈꯜꯂꯣꯟ ꯑꯁꯤ ꯃꯣꯗꯔꯟ ꯗꯦꯃꯣꯀ꯭ꯔꯦꯁꯤꯒꯤ ꯊꯕꯛ ꯇꯧꯕꯗ ꯃꯔꯨ ꯑꯣꯏ, ꯃꯐꯝ ꯑꯗꯨꯗ ꯅꯥꯒꯔꯤꯛꯁꯤꯡꯅ ꯒꯅꯇꯟꯇꯔꯒꯤ ꯊꯧꯑꯣꯡꯗ ꯁꯔꯨꯛ ꯌꯥꯕ, ꯃꯈꯣꯏꯒꯤ ꯋꯥꯈꯜꯂꯣꯟꯁꯤꯡ ꯐꯣꯡꯗꯣꯛꯄ ꯑꯃꯁꯨꯡ ꯃꯈꯣꯏꯒꯤ ꯁꯔꯀꯥꯔꯁꯤꯡꯕꯨ ꯋꯥꯌꯦꯜ ꯄꯤꯕ ꯌꯥꯏ꯫ ꯋꯥ ꯉꯥꯡꯕ, ꯋꯥꯈꯜ ꯈꯟꯕ, ꯙꯔꯝꯃ ꯑꯃꯁꯨꯡ ꯃꯤꯐꯝ ꯄꯥꯡꯊꯣꯛꯄ ꯄꯨꯝꯅꯃꯛ ꯑꯁꯤ ꯅꯥꯒꯔꯤꯛꯁꯤꯡꯒꯤ ꯍꯛꯁꯤꯡ ꯑꯃꯁꯨꯡ ꯏꯀꯥꯏꯈꯨꯝꯅꯕ ꯑꯗꯨꯕꯨ ꯃꯃꯜ ꯌꯥꯝꯅ ꯊꯝꯂꯤꯕ ꯅꯤꯡꯇꯝꯕ ꯈꯨꯟꯅꯥꯏ ꯑꯃꯒꯤ ꯃꯁꯛꯅꯤ꯫ ꯍꯦꯟꯅ ꯃꯌꯦꯛ ꯁꯦꯡꯅ ꯍꯥꯏꯔꯕꯗ, ꯅꯤꯡꯇꯝꯕ ꯑꯁꯤ ꯄꯔꯁꯣꯅꯦꯜ ꯑꯣꯇꯣꯅꯣꯃꯤꯒꯤ ꯋꯥꯈꯜꯂꯣꯟꯒ ꯌꯥꯝꯅ ꯅꯛꯅ ꯃꯔꯤ ꯂꯩꯅꯩ, ꯑꯃꯁꯨꯡ ꯃꯤꯑꯣꯏ ꯑꯃꯅ ꯃꯁꯥꯒꯤ ꯀꯣꯔꯁ ꯑꯃ ꯁꯦꯝꯗꯣꯛꯄ ꯑꯃꯁꯨꯡ ꯃꯁꯥꯒꯤ ꯄꯨꯟꯁꯤꯕꯨ ꯃꯑꯣꯡ ꯆꯨꯝꯅ ꯁꯦꯝꯒꯠꯄ ꯉꯝꯕꯒ ꯌꯥꯝꯅ ꯅꯛꯅꯥ ꯃꯔꯤ ꯂꯩꯅꯩ꯫ ꯃꯁꯤ ꯀ꯭ꯔꯤꯌꯦꯇꯤꯕꯤꯇꯤ, ꯏꯅꯣꯕꯦꯁꯟ, ꯑꯃꯁꯨꯡ ꯑꯣꯟꯇꯔꯄ꯭ꯔꯤꯅꯔꯁꯤꯞꯀꯤ ꯃꯔꯨꯑꯣꯏꯕ ꯄꯣꯠꯁꯛ ꯑꯃ ꯑꯣꯏꯅ ꯎꯕꯥ ꯐꯪꯏ, ꯑꯃꯁꯨꯡ ꯃꯤꯑꯣꯏꯕꯒꯤ ꯌꯥꯏꯐꯅꯕ, ꯅꯨꯡꯉꯥꯏꯕ ꯑꯃꯁꯨꯡ ꯃꯁꯥꯅ ꯃꯁꯥꯕꯨ ꯊꯥꯖꯖꯕꯒ ꯌꯥꯝꯅ ꯅꯛꯅ ꯃꯔꯤ ꯂꯩꯅꯩ꯫ ꯂꯣꯏꯁꯤꯜꯂꯛꯄꯗ, ꯅꯤꯡꯇꯝꯕꯒꯤ ꯋꯥꯈꯜꯂꯣꯟ ꯑꯁꯤꯅ ꯃꯣꯗ꯭ꯔꯟ ꯁꯣꯁꯥꯏꯇꯤꯗ ꯃꯔꯨꯑꯣꯏꯕ ꯊꯧꯗꯥꯡ ꯂꯧꯔꯤ, ꯑꯃꯁꯨꯡ ꯃꯁꯤ ꯑꯆꯨꯝꯕ, ꯃꯥꯟꯅꯕ ꯑꯃꯁꯨꯡ ꯌꯥꯏꯐꯕꯥ ꯃꯥꯂꯦꯝ ꯑꯃꯒꯤꯗꯃꯛ ꯑꯩꯈꯣꯏꯒꯤ ꯑꯄꯨꯟꯕ ꯑꯄꯥꯝꯕꯁꯤꯡꯒ ꯌꯥꯝꯅ ꯅꯛꯅꯥ ꯃꯔꯤ ꯂꯩꯅꯩ꯫ ꯅꯤꯡꯇꯝꯕꯥ ꯉꯥꯛꯊꯣꯛꯄ ꯑꯃꯁꯨꯡ ꯌꯣꯛꯈꯠꯄ ꯑꯁꯤ ꯂꯦꯞꯇꯅꯥ ꯆꯠꯊꯔꯤꯕ ꯊꯧꯑꯣꯡ ꯑꯃꯅꯤ ꯃꯁꯤꯗ ꯆꯦꯛꯁꯤꯟꯅ ꯌꯦꯡꯁꯤꯟꯕ ꯃꯊꯧ ꯇꯥꯏ, ꯑꯃꯁꯨꯡ ꯑꯌꯥꯝꯕꯅ, ꯂꯥꯟꯊꯦꯡꯅꯕꯥ ꯃꯊꯧ ꯇꯥꯏ, ꯑꯗꯨꯕꯨ ꯑꯔꯣꯏꯕꯗ ꯃꯁꯤꯅ ꯑꯩꯈꯣꯏꯕꯨ ꯃꯤꯑꯣꯏ ꯑꯃꯃꯝ ꯑꯣꯏꯅ ꯑꯃꯁꯨꯡ ꯈꯨꯟꯅꯥꯏ ꯑꯃ ꯑꯣꯏꯅ ꯍꯦꯟꯅ ꯆꯥꯎꯈꯠꯄ ꯑꯃꯁꯨꯡ ꯍꯤꯡꯕ ꯉꯝꯍꯜꯂꯤ꯫